ꯄꯤꯔꯤꯕꯥ ꯏꯟꯒ꯭ꯔꯤꯗꯤꯌꯦꯟꯇꯁꯤꯡꯗꯥ ꯌꯨꯝꯐꯝ ꯑꯣꯏꯔꯒꯥ ꯆꯤꯠꯖꯥꯡ ꯁꯖꯦꯁ꯭ꯟ ꯇꯧꯕꯥ ꯌꯥꯒꯗ꯭ꯔꯥ? ꯉꯥ, ꯃꯅꯥ-ꯃꯁꯤꯡ, ꯂꯐꯣꯏ꯫ ꯍꯣꯏ! ꯃꯈꯥꯗꯥ ꯄꯤꯔꯤꯕꯁꯤ ꯉꯥ, ꯃꯅꯥ-ꯃꯁꯤꯡ ꯑꯃꯁꯨꯡ ꯂꯐꯣꯏꯒꯥ ꯂꯣꯌꯏꯅꯥ ꯁꯦꯝꯕꯥ ꯌꯥꯕꯥ ꯆꯤꯠꯖꯥꯡ ꯈꯔꯅꯤ: ꯆꯤꯀꯟ ꯁ꯭ꯇꯤꯔ ꯐ꯭ꯔꯥꯏ: ꯃꯅꯥ-ꯃꯁꯤꯡ ꯑꯃꯁꯨꯡ ꯂꯐꯣꯏꯒꯥ ꯂꯣꯌꯏꯅꯥ ꯁꯦꯝꯕꯥ ꯉꯥ, ꯑꯃꯁꯨꯡ ꯃꯆꯤ ꯑꯣꯏꯕꯥ ꯁ꯭ꯇꯤꯔ ꯐ꯭ꯔꯥꯏ ꯑꯃꯗꯥ ꯇꯣꯁ ꯇꯧꯕꯥ ꯀ꯭ꯂꯥꯁꯤꯛ ꯆꯤꯠꯖꯥꯡ ꯑꯃꯅꯤ꯫ ꯃꯁꯤ ꯐꯤꯜꯂꯤꯡ ꯃꯤꯜ ꯑꯃꯒꯤꯗꯃꯛ ꯁ꯭ꯇꯤꯝ ꯇꯧꯔꯕꯥ ꯆꯦꯡꯒꯥ ꯂꯣꯌꯏꯅꯥ ꯄꯤꯖꯕꯤꯌꯨ꯫ ꯂꯐꯣꯏ ꯆꯤꯀꯟ ꯋꯤꯠ ꯄꯦꯄꯔꯁ: ꯃꯐꯝꯁꯤꯗꯥ, ꯆꯤꯀꯟ ꯕ꯭ꯔꯦꯁ꯭ꯠ ꯑꯗꯨ ꯂꯐꯣꯏ, ꯁꯣꯜꯇ ꯑꯃꯁꯨꯡ ꯄꯦꯄꯔꯅꯥ ꯌꯥꯟꯁꯤꯟꯅꯩ, ꯃꯗꯨꯒꯤ ꯃꯇꯨꯡꯗꯥ ꯁꯅꯥꯒꯤ ꯇꯛꯂꯕꯥ ꯐꯥꯎꯕꯥ ꯄꯦꯟ-ꯐ꯭ꯔꯥꯏ ꯇꯧꯏ꯫ ꯐ꯭ꯔꯦꯁꯅꯦꯁꯀꯤ ꯄꯣꯠꯁꯛ ꯑꯃꯒꯤꯗꯃꯛ ꯁꯧꯇꯦꯗ ꯄꯦꯄꯔꯁꯤꯡꯒꯥ ꯂꯣꯌꯏꯅꯥ ꯄꯤꯖꯩ꯫ ꯆꯤꯀꯟ ꯐꯥꯖꯤꯇꯥꯁ: ꯃꯦꯛꯁꯤꯀꯥꯟ ꯏꯝꯁ꯭ꯄꯤꯔꯦꯁꯟ ꯑꯣꯏꯕꯥ ꯆꯤꯠꯖꯥꯡ ꯑꯃꯒꯤꯗꯃꯛ, ꯆꯤꯀꯟ ꯑꯁꯤ ꯂꯐꯣꯏ, ꯂꯥꯏꯝ ꯑꯃꯁꯨꯡ ꯃꯁꯛ ꯃꯑꯣꯡꯁꯤꯡꯗꯥ ꯃꯦꯔꯤꯅꯦꯠ ꯇꯧ, ꯃꯗꯨꯒꯤ ꯃꯇꯨꯡꯗꯥ ꯃꯗꯨ ꯃꯅꯥ-ꯃꯁꯤꯡ ꯑꯃꯁꯨꯡ ꯌꯦꯔꯨꯝꯒꯥ ꯂꯣꯌꯏꯅꯥ ꯊꯛꯎ꯫ ꯌꯨꯝꯗꯥ ꯁꯦꯝꯕꯥ ꯃꯆꯤ ꯑꯣꯏꯕꯥ ꯆꯤꯟꯖꯥꯛ ꯑꯃꯒꯤꯗꯃꯛ ꯑꯁꯥꯕꯥ ꯇꯣꯔꯇꯤꯂꯥ, ꯁꯥꯂꯁꯥ ꯑꯃꯁꯨꯡ ꯑꯇꯩ ꯇꯣꯄꯤꯡꯁꯤꯡꯒꯥ ꯂꯣꯏꯅꯅꯥ ꯄꯤꯖꯕꯤꯌꯨ꯫ ꯃꯅꯥ-ꯃꯁꯤꯡꯒꯥ ꯂꯣꯏꯅꯅꯥ ꯒ꯭ꯔꯤꯜ ꯇꯧꯔꯕꯥ ꯆꯤꯀꯟ ꯁ꯭ꯀꯨꯌꯥꯔꯁꯤꯡ: ꯆꯤꯀꯟ, ꯃꯅꯥ-ꯃꯁꯤꯡ ꯑꯃꯁꯨꯡ ꯂꯐꯣꯏ ꯂꯐꯣꯏꯁꯤꯡ ꯑꯗꯨ ꯁ꯭ꯛꯕ꯭ꯌꯥꯔꯁꯤꯡꯗꯥ ꯊꯥꯗꯨꯅꯥ ꯃꯆꯨ ꯃꯆꯨꯒꯤ ꯑꯃꯁꯨꯡ ꯃꯆꯤ ꯑꯣꯏꯕꯥ ꯆꯤꯟꯖꯥꯛꯁꯤꯡ ꯁꯦꯝꯃꯨ꯫ ꯇꯔꯨ-ꯇꯅꯥꯟꯕꯥ ꯑꯃꯁꯨꯡ ꯇꯔꯨ-ꯇꯅꯥꯟꯕꯥ ꯐꯥꯎꯕꯥ ꯒ꯭ꯔꯤꯜ ꯇꯧ, ꯃꯗꯨꯒꯤ ꯃꯇꯨꯡꯗꯥ ꯁꯥꯏꯗ ꯁꯥꯂꯥꯗ ꯅꯠꯇꯔꯒꯥ ꯆꯦꯡ ꯈꯔꯒꯥ ꯂꯣꯏꯅꯅꯥ ꯄꯤꯖꯕꯤꯌꯨ꯫ ꯆꯤꯀꯟ ꯑꯃꯁꯨꯡ ꯄꯦꯄꯔ ꯁ꯭ꯇꯨ: ꯆꯤꯀꯟ ꯑꯁꯤ ꯃꯅꯥ-ꯃꯁꯤꯡ, ꯂꯐꯣꯏ, ꯇꯣꯃꯦꯇꯣ, ꯑꯃꯁꯨꯡ ꯑꯇꯩ ꯃꯍꯤꯛ-ꯃꯇꯥꯏꯁꯤꯡꯒꯥ ꯂꯣꯏꯅꯅꯥ ꯊꯝꯖꯤꯜꯂꯨ ꯑꯃꯁꯨꯡ ꯃꯗꯨ ꯊꯝꯖꯤꯜꯂꯨ ꯑꯃꯁꯨꯡ ꯅꯨꯡꯉꯥꯏꯅꯥ ꯊꯛꯎ꯫ ꯃꯆꯤ ꯑꯣꯏꯕꯥ ꯆꯤꯟꯖꯥꯛꯁꯤꯡ ꯑꯗꯨ ꯁꯦꯡꯗꯣꯛꯅꯕꯥ ꯀ꯭ꯔꯨꯁ꯭ꯇꯤ ꯕ꯭ꯔꯦꯗꯀꯥ ꯂꯣꯌꯅꯅꯥ ꯄꯤꯖꯕꯤꯌꯨ꯫ ꯍꯥꯌꯔꯤꯕꯥ ꯆꯤꯠꯖꯥꯡꯁꯤꯡ ꯑꯁꯤꯒꯥ ꯂꯣꯏꯅꯅꯥ ꯑꯗꯣꯝꯅꯥ ꯑꯗꯣꯝꯒꯤ ꯄꯣꯠꯂꯝꯁꯤꯡꯗꯒꯤ ꯈ꯭ꯋꯥꯏꯗꯒꯤ ꯍꯦꯟꯅꯥ ꯀꯥꯟꯅꯕꯥ ꯐꯪꯂꯒꯅꯤ! ꯅꯍꯥꯛꯀꯤ ꯆꯤꯠꯖꯥꯛ ꯑꯗꯨ ꯅꯨꯡꯉꯥꯏꯅꯥ ꯄꯥꯡꯊꯣꯛꯎ! ꯫ ꯌꯥꯝꯅꯥ ꯐꯖꯅꯥ ꯌꯥꯟꯁꯤꯟꯅꯔꯕꯥ ꯐꯥꯎꯕꯥ ꯌꯥꯟꯁꯤꯟꯅꯧ꯫ ꯇꯣꯉꯥꯟꯕꯥ ꯕꯣꯇꯜ ꯑꯃꯗꯥ ꯉꯥ, ꯆꯤꯅꯤ ꯑꯃꯁꯨꯡ ꯚꯦꯅꯤꯂꯥ ꯑꯦꯛꯁꯇ꯭ꯔꯦꯛꯇ ꯑꯗꯨ ꯌꯥꯝꯅꯥ ꯊꯨꯅꯥ ꯌꯥꯡꯅꯥ ꯄꯥꯏꯈꯠꯀꯗꯕꯅꯤ꯫ ꯇꯔꯨ-ꯇꯅꯥꯟꯕꯥ ꯄꯣꯠꯁꯛꯁꯤꯡ ꯑꯗꯨꯗꯥ ꯎꯍꯩ-ꯋꯥꯍꯩ ꯑꯃꯁꯨꯡ ꯃꯅꯥ-ꯃꯁꯤꯡ ꯑꯗꯨ ꯌꯥꯟꯁꯤꯟꯅꯧ ꯑꯃꯁꯨꯡ ꯃꯗꯨ ꯌꯥꯝꯅꯥ ꯊꯨꯅꯥ ꯌꯥꯡꯅꯥ ꯌꯥꯟꯁꯤꯟꯅꯔꯕꯥ ꯐꯥꯎꯕꯥ ꯌꯥꯟꯁꯤꯟꯅꯧ꯫ ꯍꯧꯖꯤꯛ, ꯑꯀꯪꯕꯥ ꯄꯣꯠꯁꯛꯁꯤꯡ ꯑꯗꯨ ꯇꯔꯨ-ꯇꯅꯥꯟꯕꯥ ꯄꯣꯠꯁꯛꯁꯤꯡ ꯑꯗꯨꯗꯥ ꯍꯥꯞꯆꯤꯜꯂꯨ, ꯑꯃꯁꯨꯡ ꯃꯗꯨ ꯌꯥꯝꯅꯥ ꯊꯨꯅꯥ ꯌꯥꯡꯅꯥ ꯌꯥꯟꯁꯤꯟꯅꯗꯅꯕꯥ ꯆꯦꯛꯁꯤꯠꯗꯕꯅꯤ꯫ ꯄꯦꯟ ꯑꯗꯨ ꯑꯣꯚꯔꯑꯣꯂꯗꯥ ꯊꯝꯃꯨ ꯑꯃꯁꯨꯡ ꯃꯤꯅꯠꯇꯔꯥꯅꯤꯊ‌ꯣꯏ- ꯇꯔꯥꯃꯉꯥ ꯅꯠꯇꯔꯒꯥ ꯀꯞ ꯑꯃꯒꯤ ꯃꯅꯨꯡꯗꯥ ꯌꯥꯎꯔꯤꯕꯥ ꯇꯨꯟꯄꯤꯛ ꯑꯃꯅꯥ ꯁꯦꯡꯅꯥ ꯊꯣꯛꯂꯛꯇꯔꯤꯕ ꯐꯥꯎꯕꯥ ꯊꯛꯎ꯫